ꯋꯦꯕ ꯗꯤꯚꯦꯂꯞꯄꯔꯁꯤꯡꯅꯥ ꯊꯦꯡꯅꯔꯤꯕꯥ ꯃꯀꯣꯛ ꯊꯣꯡꯕꯥ ꯁꯤꯡꯅꯕꯥ ꯑꯍꯨꯝ ꯑꯗꯨ ꯈꯪꯗꯣꯛꯄꯥ꯫ ꯋꯦꯕ ꯗꯤꯚꯦꯂꯞꯄꯔꯁꯤꯡꯅꯥ ꯄꯥꯛ-ꯆꯥꯎꯔꯕꯥ ꯁꯤꯡꯅꯕꯥ ꯀꯌꯥ ꯃꯥꯌꯣꯛꯅꯔꯤ, ꯑꯗꯨꯕꯨ ꯈ꯭ꯋꯥꯏꯗꯒꯤ ꯀꯃꯟ ꯑꯣꯏꯕꯥ ꯈꯔꯗꯤ ꯃꯈꯥꯗꯥ ꯄꯤꯔꯤꯕꯁꯤꯡꯁꯤꯅꯤ: ꯍꯦꯟꯅꯥ ꯆꯥꯎꯈꯠꯂꯛꯂꯤꯕꯥ ꯇꯦꯛꯅꯣꯂꯣꯖꯤꯁꯤꯡꯒꯥ ꯂꯣꯢꯅꯅꯥ ꯆꯠꯃꯤꯟꯅꯕꯥ: ꯋꯦꯕ ꯗꯤꯚꯦꯂꯞꯄꯔꯒꯤ ꯂꯝ ꯑꯁꯤ ꯂꯦꯞꯇꯅꯥ ꯍꯦꯟꯒꯠꯂꯛꯂꯤ ꯑꯅꯧꯕꯥ ꯇꯦꯛꯅꯣꯂꯣꯖꯤꯁꯤꯡ ꯑꯃꯁꯨꯡ ꯈꯨꯠꯂꯥꯢꯁꯤꯡ ꯆꯥꯡ ꯅꯥꯏꯅꯥ ꯁꯤꯖꯤꯟꯅꯔꯤ꯫ ꯋꯦꯕ ꯗꯤꯕꯦꯂꯞꯄꯔꯁꯤꯡꯒꯤꯗꯃꯛꯇꯥ ꯑꯍꯣꯡꯕꯁꯤꯡ ꯑꯁꯤꯒꯥ ꯂꯣꯢꯅꯅꯥ ꯆꯠꯃꯤꯟꯅꯕꯥ ꯑꯃꯁꯨꯡ ꯃꯈꯣꯢꯒꯤ ꯋꯥꯔꯀꯐ꯭ꯂꯣꯗꯥ ꯏꯟꯇꯤꯒ꯭ꯔꯦꯠ ꯇꯧꯕꯥ ꯑꯁꯤ ꯁꯤꯡꯅꯕꯥ ꯑꯃꯥ ꯑꯣꯏꯕꯥ ꯌꯥꯏ꯫ ꯀ꯭ꯔꯣꯁ-ꯕ꯭ꯔꯥꯎꯖꯔ ꯑꯃꯁꯨꯡ ꯀ꯭ꯔꯣꯁ-ꯗꯤꯚꯥꯏꯁ ꯀꯝꯄꯦꯇꯤꯕꯤꯂꯤꯇꯤ: ꯋꯦꯕ ꯗꯤꯚꯦꯂꯞꯄꯔꯁꯤꯡꯅꯥ ꯃꯈꯣꯢꯒꯤ ꯋꯦꯕꯁꯥꯏꯇꯁꯤꯡ ꯑꯁꯤ ꯗꯦꯛꯁꯇꯣꯞ, ꯂꯦꯞꯇꯣꯞ, ꯁ꯭ꯃꯥꯔꯇꯐꯣꯟ ꯑꯃꯁꯨꯡ ꯇꯦꯕꯜ ꯌꯥꯎꯅꯥ ꯃꯁꯤꯡ ꯌꯥꯝꯂꯕꯥ ꯕ꯭ꯔꯥꯎꯖꯔ ꯑꯃꯁꯨꯡ ꯗꯤꯚꯥꯏꯁꯁꯤꯡꯒꯥ ꯆꯨꯅꯕꯥ ꯑꯣꯏꯍꯟꯒꯗꯕꯅꯤ꯫ ꯇꯣꯉꯥꯟ-ꯇꯣꯉꯥꯟꯕꯥ ꯄ꯭ꯂꯦꯇꯐꯣꯔꯝꯁꯤꯡꯒꯤ ꯃꯔꯛꯇꯥ ꯁꯣꯢꯗꯅꯥ ꯌꯨꯖꯔ ꯑꯦꯛꯁꯄꯤꯔꯤꯑꯦꯟꯁ ꯑꯃꯥ ꯁꯣꯗꯗꯅꯥ ꯂꯩꯍꯟꯕꯗꯥ ꯇꯦꯁ꯭ꯠ ꯇꯧꯕꯥ ꯗꯤꯕꯒ ꯇꯧꯕꯥ ꯑꯃꯁꯨꯡ ꯃꯦꯟꯇꯤꯅꯦꯟꯁ ꯇꯧꯕꯥ ꯀꯌꯥ ꯃꯊꯧ ꯇꯥꯏ꯫ ꯁꯦꯛꯌꯨꯔꯤꯇꯤ: ꯁꯦꯛꯌꯨꯔꯤꯇꯤ ꯑꯁꯤ ꯋꯦꯕ ꯗꯤꯚꯦꯂꯄꯔꯁꯤꯡꯒꯤꯗꯃꯛꯇꯥ ꯑꯆꯧꯕꯥ ꯋꯥꯐꯝ ꯑꯃꯅꯤ ꯃꯔꯝꯗꯤ ꯃꯈꯣꯢꯅꯥ ꯃꯈꯣꯢꯒꯤ ꯁꯥꯏꯠꯁꯤꯡ ꯑꯃꯁꯨꯡ ꯌꯨꯖꯔ ꯗꯦꯇꯥ ꯑꯗꯨ ꯍꯦꯛꯀꯤꯡ ꯑꯃꯁꯨꯡ ꯁꯥꯏꯕꯔ ꯑꯦꯇꯦꯛꯁꯤꯡꯗꯒꯤ ꯁꯦꯐ ꯑꯣꯏꯅꯥ ꯊꯃꯒꯗꯕꯅꯤ꯫ ꯃꯁꯤꯗꯥ ꯂꯦꯞꯇꯅꯥ ꯃꯦꯟꯇꯤꯅꯦꯟꯁ ꯑꯃꯁꯨꯡ ꯎꯞꯗꯦꯠ ꯇꯧꯕꯥ ꯃꯊꯧ ꯇꯥꯏ ꯃꯁꯤꯒꯥ ꯂꯣꯢꯅꯅꯥ ꯁꯦꯛꯀ꯭ꯌꯨꯔꯤꯇꯤꯒꯤ ꯈ꯭ꯋꯥꯏꯗꯒꯤ ꯐꯕꯥ ꯊꯧꯑꯣꯡꯁꯤꯡ ꯑꯃꯁꯨꯡ ꯄ꯭ꯔꯣꯇꯣꯀꯣꯜꯁꯤꯡꯒꯤ ꯃꯇꯥꯡꯗꯥ ꯑꯆꯦꯠꯄꯥ ꯂꯧꯁꯤꯡ ꯂꯩꯕꯥ ꯃꯊꯧ ꯇꯥꯏ꯫ ꯀꯅꯥꯒꯨꯝꯕꯥ ꯑꯃꯕꯨ ꯃꯈꯣꯢꯒꯤ ꯃꯄꯣꯛ ꯅꯨꯃꯤꯠꯇꯥ ꯁꯨꯝꯍꯠꯄꯤꯌꯨ꯫ ꯅꯨꯡꯉꯥꯏꯔꯕ ꯄꯣꯛꯄ ꯅꯨꯃꯤꯠ ꯅꯨꯡꯁꯤꯕꯥ, ꯍꯔꯥꯎꯕꯥ ꯑꯃꯁꯨꯡ ꯁꯦꯂꯦꯕ꯭ꯔꯦꯁꯟꯅꯥ ꯊꯜꯂꯕꯥ ꯑꯉꯛꯄꯥ ꯅꯨꯃꯤꯠ ꯑꯃꯥ ꯑꯣꯏꯔꯁꯅꯨ ꯍꯥꯌꯅꯥ ꯌꯥꯏꯐ-ꯄꯥꯎꯖꯦꯜ ꯄꯤꯖꯔꯤ꯫ ꯆꯍꯤ ꯑꯁꯤ ꯍꯧꯈꯤꯕꯥ ꯆꯍꯤꯗꯒꯤ ꯍꯦꯟꯅꯥ ꯐꯕꯥ ꯑꯣꯏꯔꯁꯅꯨ ꯑꯃꯁꯨꯡ ꯑꯗꯣꯝꯒꯤ ꯑꯄꯥꯝꯕꯥ ꯄꯨꯝꯅꯃꯛ ꯃꯪꯐꯥꯎꯅꯍꯟꯕꯥ ꯑꯣꯏꯔꯁꯅꯨ꯫ ꯑꯉꯛꯄꯥ ꯃꯄꯣꯛ ꯅꯨꯃꯤꯠ ꯑꯃꯥ ꯑꯣꯏꯔꯁꯅꯨ ꯄꯥꯔꯤꯕꯥ ꯃꯤꯑꯣꯏ ꯑꯗꯨꯒꯤꯗꯃꯛ ꯄꯤꯔꯤꯕꯥ ꯇꯦꯛꯁ ꯑꯗꯨ ꯁꯝꯖꯤꯟꯅꯧ꯫ ꯀꯝꯄ꯭ꯌꯨꯇꯔ ꯚꯤꯖꯟ ꯑꯁꯤ ꯏꯟꯇꯔꯗꯤꯁꯤꯄ꯭ꯂꯤꯅꯔꯤ ꯁꯥꯏꯟꯇꯤꯐꯤꯛ ꯐꯤꯜꯗ ꯑꯃꯅꯤ ꯃꯁꯤꯅꯥ ꯗꯤꯖꯤꯇꯦꯜ ꯏꯃꯦꯖ ꯅꯠꯇ꯭ꯔꯒꯥ ꯚꯤꯗꯤꯑꯣꯁꯤꯡꯗꯒꯤ ꯑꯋꯥꯡꯕꯥ ꯊꯥꯛꯀꯤ ꯂꯧꯁꯤꯡ ꯐꯪꯅꯕꯥ ꯀꯝꯄ꯭ꯌꯨꯇꯔꯁꯤꯡ ꯑꯁꯤ ꯀꯔꯝꯅꯥ ꯁꯦꯝꯒꯠꯀꯗꯒꯦ ꯍꯥꯢꯕꯗꯨ ꯌꯦꯡꯁꯤꯜꯂꯤ꯫ ꯏꯟꯖꯤꯅꯤꯌꯔꯤꯡꯒꯤ ꯃꯤꯠꯌꯦꯡꯗꯒꯤ ꯃꯁꯤꯅꯥ ꯃꯤꯑꯣꯏꯕꯒꯤ ꯚꯤꯖꯨꯑꯦꯜ ꯁꯤꯁꯇꯦꯝꯅꯥ ꯇꯧꯕꯥ ꯉꯝꯕꯥ ꯊꯕꯛꯁꯤꯡ ꯑꯗꯨ ꯈꯪꯗꯣꯛꯅꯕꯥ ꯑꯃꯁꯨꯡ ꯑꯣꯇꯣꯃꯦꯠ ꯇꯧꯅꯕꯥ ꯍꯣꯠꯅꯔꯤ꯫ ꯀꯝꯄ꯭ꯌꯨꯇꯔ ꯚꯤꯖꯟꯒꯤ ꯑꯦꯄ꯭ꯂꯤꯀꯦꯁꯅꯁꯤꯡꯒꯤ ꯈꯨꯗꯝꯁꯤꯡꯒꯤ ꯃꯅꯨꯡꯗꯥ ꯗ꯭ꯔꯥꯏꯚꯔꯒꯤ ꯃꯇꯦꯡꯅꯥ ꯄꯣꯠꯁꯛꯁꯤꯡ, ꯄꯣꯠꯊꯣꯛꯁꯤꯡ, ꯃꯤꯑꯣꯏꯁꯤꯡ ꯑꯃꯁꯨꯡ ꯐꯣꯇꯣ ꯔꯤꯇꯨꯆꯤꯡ, ꯄꯣꯁ꯭ꯠ-ꯄ꯭ꯔꯗꯛꯁꯟ ꯏꯐꯦꯛꯇ ꯑꯃꯁꯨꯡ ꯃꯦꯗꯤꯀꯦꯜ ꯏꯃꯦꯖ ꯑꯦꯅꯥꯂꯥꯏꯁꯤꯁꯒꯨꯝꯕꯥ ꯑꯣꯇꯣꯃꯦꯇꯦꯗ ꯑꯦꯗꯤꯇꯤꯡꯒꯤ ꯊꯕꯛꯁꯤꯡ ꯑꯁꯤ ꯌꯥꯎꯏ꯫ ꯀꯝꯄ꯭ꯌꯨꯇꯔ ꯚꯤꯖꯟ ꯍꯥꯢꯕꯁꯤ ꯗꯤꯖꯤꯇꯦꯜ ꯏꯃꯦꯖ ꯅꯠꯇ꯭ꯔꯒꯥ ꯚꯤꯗꯤꯑꯣꯁꯤꯡꯗꯒꯤ ꯚꯤꯖꯨꯑꯦꯜ ꯏꯟꯐꯣꯔꯃꯦꯁꯟ ꯑꯗꯨ ꯏꯟꯇꯔꯄ꯭ꯔꯥꯏꯖ ꯇꯧꯕꯥ ꯑꯃꯁꯨꯡ ꯂꯧꯁꯤꯟꯕꯥ ꯉꯝꯕꯥ ꯀꯝꯄ꯭ꯌꯨꯇꯔꯁꯤꯡꯕꯨ ꯇꯝꯕꯤꯕꯗꯥ ꯃꯤꯠꯌꯦꯡ ꯊꯝꯕꯥ ꯂꯝ ꯑꯃꯅꯤ꯫ ꯃꯁꯤꯒꯤ ꯄꯥꯟꯗꯝꯗꯤ ꯃꯤꯑꯣꯏꯕꯒꯤ ꯚꯤꯖꯨꯑꯦꯜ ꯁꯤꯁ꯭ꯇꯦꯃꯅꯥ ꯇꯧꯕꯥ ꯉꯝꯕꯥ ꯊꯕꯛ꯫ꯁꯤꯡꯍꯥꯢꯕꯗꯤ ꯄꯣꯠ ꯑꯃꯁꯨꯡ ꯃꯤꯑꯣꯏꯁꯤꯡ ꯈꯪꯗꯣꯛꯄꯥ ꯑꯁꯤ ꯑꯣꯇꯣꯃꯦꯇꯤꯛ ꯑꯣꯏꯍꯟꯕꯅꯤ ꯑꯃꯁꯨꯡ ꯗ꯭ꯔꯥꯏꯚꯔꯒꯤ ꯃꯇꯦꯡ, ꯐꯣꯇꯣ ꯑꯦꯗꯤꯇꯤꯡ, ꯑꯃꯁꯨꯡ ꯃꯦꯗꯤꯀꯦꯜ ꯏꯃꯦꯖ ꯑꯦꯅꯥꯂꯥꯏꯁꯤꯁꯒꯨꯝꯕꯥ ꯂꯝꯁꯤꯡꯗꯥ ꯑꯦꯄ꯭ꯂꯤꯀꯦꯁꯟꯁꯤꯡ ꯂꯩ꯫